ꯃꯅꯤꯄꯨꯔꯗ ꯗ꯭ꯔꯥꯏꯚꯔꯁꯤꯡꯒꯤ ꯅꯨꯃꯤꯠ ꯗ꯭ꯔꯥꯏꯚꯔꯁꯤꯡꯒꯤ ꯊꯧꯗꯥꯡ ꯃꯁꯛ ꯈꯪꯕꯤꯕ ꯆꯪꯏ ꯃꯤꯌꯥꯝꯒꯤ ꯊꯕꯛ ꯇꯧꯕ ꯅꯠꯇ꯭ꯔꯒ ꯏꯃꯥ ꯂꯩꯕꯥꯛꯀꯤꯗꯃꯛ ꯊꯕꯛ ꯇꯧꯕ ꯍꯥꯏꯕꯁꯤ ꯀꯅꯥꯒꯨꯝꯕꯅ ꯄꯥꯏꯔꯤꯕ ꯁꯤꯟꯐꯝ ꯅꯠꯇ꯭ꯔꯒ ꯃꯈꯣꯏꯅ ꯇꯧꯔꯤꯕ ꯊꯕꯛ ꯑꯗꯨꯅ ꯇꯥꯛꯏ ꯍꯥꯏꯕꯗ ꯊꯣꯏꯅ ꯂꯥꯜꯂꯣꯏ ꯍꯥꯏꯅ ꯂꯧꯏ꯫ ꯇꯣꯉꯥꯟ ꯇꯣꯉꯥꯟꯕ ꯁꯤꯟꯐꯝꯁꯤꯡꯗ ꯃꯄꯨꯛꯅꯤꯡ ꯆꯪꯅ ꯃꯤꯌꯥꯝꯒꯤꯗꯃꯛ ꯃꯊꯧ ꯇꯧꯖꯔꯤꯕ ꯃꯤꯑꯣꯏ ꯀꯥꯡꯂꯨꯞꯁꯤꯡ ꯑꯗꯨꯕꯨ ꯏꯃꯥ ꯂꯩꯕꯥꯛꯀꯤ ꯊꯕꯛ ꯇꯧꯔꯤꯕꯅꯤ ꯍꯥꯏꯕꯁꯤ ꯑꯩꯈꯣꯏꯅ ꯀꯥꯎꯐꯝ ꯊꯣꯛꯇꯦ꯫ ꯂꯩꯕꯥꯛ ꯑꯁꯤꯕꯨ ꯉꯥꯛꯅꯕ ꯊꯕꯛ ꯇꯧꯔꯤꯕ ꯁꯦꯀ꯭ꯌꯨꯔꯤꯇꯤ ꯃꯤꯑꯣꯏꯁꯤꯡ, ꯃꯤꯈꯜ ꯊꯦꯅꯔꯒ ꯃꯤꯌꯥꯝꯒꯤ ꯃꯤꯍꯨꯠ ꯑꯣꯏꯔꯤꯕꯁꯤꯡ, ꯁꯤꯚꯤꯜ ꯁꯣꯁꯥꯏꯇꯤ ꯑꯣꯔꯒꯅꯥꯏꯖꯦꯁꯟꯗ ꯊꯕꯛ ꯇꯧꯔꯤꯕꯁꯤꯡꯗꯒꯤ ꯍꯧꯔꯒ ꯃꯌꯨꯝ ꯃꯀꯩ ꯊꯥꯗꯣꯛꯇꯨꯅ ꯑꯍꯤꯡ ꯅꯨꯡꯊꯤꯜ, ꯅꯣꯡꯖꯨ ꯅꯨꯡꯁ ꯈꯥꯏꯗꯅ ꯈꯨꯠꯇ ꯁ꯭ꯇꯤꯌꯥꯔꯤꯡ ꯄꯥꯏꯔꯒ ꯆꯤꯡꯅꯨꯡ ꯃꯥꯅꯨꯡ ꯐꯥꯎꯔꯒ ꯃꯤꯌꯥꯝꯒꯤ ꯆꯥꯅ ꯊꯛꯅꯕꯥ ꯄꯨꯁꯤꯜꯂꯛꯄ ꯒꯥꯔꯤꯒꯤ ꯗ꯭ꯔꯥꯚꯔꯁꯤꯡ ꯑꯁꯤꯅ ꯇꯧꯔꯤꯕ ꯊꯕꯛꯁꯤꯡ ꯑꯁꯤ ꯏꯃꯥ ꯂꯩꯕꯥꯛꯀꯤꯗꯃꯛꯅꯤ ꯍꯥꯏꯕꯗ ꯂꯥꯜꯂꯣꯏ꯫ ꯗ꯭ꯔꯥꯚꯔꯁꯤꯡꯅ ꯁꯤꯟꯐꯝ ꯑꯗꯨ ꯄꯥꯡꯂꯒ ꯃꯗꯨꯗꯒꯤ ꯐꯪꯂꯛꯄ ꯁꯦꯟꯐꯝ ꯈꯔ ꯑꯗꯨꯅ ꯏꯃꯨꯡ ꯃꯅꯨꯡ ꯃꯆꯥ ꯃꯁꯨꯁꯤꯡ ꯊꯥꯛꯂꯤꯕꯅꯤ ꯍꯥꯏꯕꯒꯤ ꯃꯤꯠꯌꯦꯡꯗ ꯈꯨꯖꯤꯟꯅ ꯌꯦꯡꯂꯕꯁꯨ ꯃꯍꯥꯛ ꯃꯤꯌꯥꯝꯒꯤ ꯊꯕꯛ ꯇꯧꯗꯦ ꯍꯥꯏꯕꯗꯤ ꯂꯥꯟꯒꯅꯤ꯫ ꯗ꯭ꯔꯥꯏꯚꯔꯁꯤꯡ ꯑꯁꯤꯁꯨ ꯃꯤꯑꯣꯏꯕꯅꯤ ꯏꯃꯨꯡ ꯃꯅꯨꯡ ꯃꯆꯥ ꯃꯁꯨ ꯂꯩꯔꯤꯕꯅꯤ꯫ ꯃꯈꯣꯏꯅ ꯅꯨꯡꯁꯤꯔꯕ ꯏꯃꯨꯡ ꯃꯅꯨꯡ, ꯃꯆꯥ ꯃꯁꯨꯁꯤꯡ ꯊꯥꯗꯣꯛꯂꯒ ꯆꯤꯡꯅꯨꯡ ꯃꯥꯅꯨꯡꯗ ꯑꯍꯤꯡ ꯅꯨꯡꯊꯤꯜ ꯈꯥꯏꯗꯅ ꯅꯣꯡꯖꯨ ꯅꯨꯡꯁꯥ ꯃꯔꯛꯇ ꯃꯤꯌꯥꯝꯒꯤꯗꯃꯛ ꯍꯤꯡꯕꯗ ꯆꯪꯕ ꯇꯉꯥꯏꯐꯗ꯭ꯔꯕ ꯄꯣꯠꯂꯝ ꯀꯌꯥ ꯄꯨꯁꯤꯜꯂꯛꯄꯒꯤ ꯊꯕꯛ ꯇꯧꯔꯤꯕꯅꯤ꯫ ꯃꯤꯌꯥꯝꯒꯤꯗꯃꯛ ꯃꯈꯣꯏꯅ ꯃꯊꯧ ꯄꯥꯡꯊꯣꯛꯄ ꯃꯇꯝꯗ ꯂꯝꯕꯤꯗ ꯈꯨꯠꯂꯥꯏ ꯄꯥꯏꯕꯁꯤꯡꯅ ꯗ꯭ꯔꯥꯏꯚꯔꯁꯤꯡꯗ ꯁꯦꯜ ꯄꯤꯗꯦ ꯍꯥꯏꯗꯨꯅ ꯅꯝꯗꯨꯅ ꯐꯥꯕꯤꯕ, ꯐꯥꯔꯕ ꯃꯇꯨꯡꯗ ꯃꯤꯑꯣꯠ ꯃꯤꯅꯩ ꯆꯠꯊꯕ ꯑꯁꯤ ꯑꯅꯥ ꯅꯪꯕꯅꯆꯤꯡꯕ ꯀꯌꯥ ꯇꯠꯇꯅ ꯊꯦꯡꯅꯔꯤ꯫ ꯃꯗꯨ ꯃꯈꯣꯏꯅ ꯄꯥꯏꯔꯤꯕ ꯁꯤꯟꯐꯝ ꯑꯗꯨꯅ ꯃꯔꯝ ꯑꯣꯏꯔꯒ ꯅꯪꯖꯕꯅꯤ ꯍꯥꯏꯅ ꯇꯔꯥꯏꯅ ꯂꯧꯕꯗꯤ ꯆꯨꯝꯂꯣꯏ꯫ ꯑꯁꯤꯒꯨꯝꯕ ꯊꯧꯗꯣꯛ ꯋꯥꯊꯣꯛ ꯀꯌꯥ ꯑꯁꯤꯗ ꯄꯨꯕ ꯊꯥꯡꯕ ꯉꯝꯗ꯭ꯔꯕ ꯗ꯭ꯔꯥꯏꯚꯔꯁꯤꯡꯅ ꯆꯪꯁꯤꯟꯈꯤꯕ ꯏꯍꯧꯕꯨ ꯅꯤꯡꯁꯤꯡꯂꯗꯨꯅ ꯆꯍꯤ ꯈꯨꯗꯤꯡꯒꯤ ꯑꯣꯜ ꯃꯅꯤꯄꯨꯔ ꯔꯣꯠ ꯇ꯭ꯔꯥꯁꯄꯣꯔꯠ ꯗ꯭ꯔꯥꯏꯚꯔꯁ ꯑꯦꯟꯗ ꯃꯣꯇꯣꯔ ꯋꯥꯛ ꯌꯨꯅꯤꯌꯟ ꯌꯥꯎꯅ ꯇꯣꯉꯥꯟ ꯇꯣꯉꯥꯟꯕ ꯌꯨꯅꯤꯌꯟꯁꯤꯡ ꯑꯃꯁꯨꯡ ꯑꯦꯁꯣꯁꯤꯌꯦꯁꯟꯁꯤꯡꯅ ꯖꯅꯨꯋꯥꯔꯤ ꯇꯔꯥꯃꯔꯤꯕꯨ ꯗ꯭ꯔꯥꯏꯚꯔꯁꯤꯡꯒꯤ ꯅꯨꯃꯤꯠ ꯍꯥꯏꯅ ꯊꯧꯔꯝ ꯄꯥꯡꯊꯣꯛꯇꯨꯅ ꯂꯥꯛꯂꯤ꯫ ꯅꯨꯃꯤꯠ ꯑꯁꯤꯗ ꯂꯩꯈꯤꯗ꯭ꯔꯕ ꯗ꯭ꯔꯥꯏꯚꯔꯁꯤꯡꯒꯤ ꯃꯐꯝꯗ ꯍꯩꯀꯠ ꯂꯩꯀꯠ ꯇꯝꯕꯒ ꯂꯣꯏꯅꯅ ꯏꯃꯨꯡ ꯃꯅꯨꯡꯒꯤ ꯃꯤꯑꯣꯏꯁꯤꯡꯗ ꯉꯝꯖꯕ ꯈꯨꯗꯣꯜ ꯇꯝꯕ ꯑꯃꯁꯨꯡ ꯃꯈꯣꯏꯅ ꯃꯤꯌꯥꯝꯒꯤꯗꯃꯛ ꯇꯧꯔꯤꯕ ꯊꯕꯛꯁꯤꯡ ꯑꯗꯨꯕꯨ ꯁꯤꯡꯊꯥꯅꯔꯤꯕꯅꯤ꯫ ꯃꯅꯤꯄꯨꯔꯗ ꯗ꯭ꯔꯥꯏꯚꯔꯁꯤꯡꯒꯤ ꯅꯨꯃꯤꯠ ꯑꯁꯤ ꯀꯨꯝꯖ ꯒꯤ ꯖꯅꯨꯋꯥꯔꯤ ꯇꯔꯥꯃꯔꯤꯗꯒꯤ ꯅꯨꯃꯤꯠ ꯇꯥꯔꯦꯠ ꯅꯤ ꯆꯨꯞꯅ ꯁ꯭ꯇꯤꯌꯥꯔꯤꯡ ꯊꯥꯗꯣꯛꯇꯨꯅ ꯈꯣꯡꯖꯪ ꯆꯪꯁꯤꯟꯈꯤꯕ ꯑꯗꯨꯕꯨ ꯅꯤꯡꯁꯤꯡꯗꯨꯅ ꯆꯠꯊꯔꯛꯈꯤꯕꯅꯤ꯫ ꯂꯝꯕꯤ ꯑꯁꯤꯗ ꯗ꯭ꯔꯥꯏꯚꯔꯁꯤꯡꯕꯨ ꯃꯤꯌꯥꯝꯒꯤ ꯊꯕꯛ ꯇꯧꯔꯤꯕꯅꯤ ꯍꯥꯏꯕ ꯎꯕꯤꯗꯅ ꯉꯥꯏꯍꯥꯛ ꯂꯩꯇꯅ ꯃꯤꯑꯣꯠ ꯃꯤꯅꯩ ꯆꯠꯊꯕꯒꯤ ꯊꯧꯑꯣꯡꯁꯤꯡ ꯆꯠꯊꯔꯛꯈꯤ꯫ ꯃꯁꯤꯗ ꯅꯠꯇꯅ ꯏꯝꯐꯥꯜ ꯗꯤꯃꯥꯄꯨꯔ ꯂꯝꯕꯤ ꯅꯦꯁꯅꯦꯜ ꯍꯥꯏꯋꯦ ꯑꯁꯤꯗ ꯒꯥꯔꯤ ꯊꯧꯔꯤꯕ ꯗ꯭ꯔꯥꯏꯚꯔꯁꯤꯡꯕꯨ ꯈꯨꯠꯂꯥꯏ ꯄꯥꯏꯕ ꯂꯥꯜꯍꯧꯕꯁꯤꯡꯅ ꯁꯦꯜꯒꯤꯗꯃꯛ ꯐꯥꯖꯤꯟꯗꯨꯅ ꯊꯝꯕ ꯁꯦꯜ ꯄꯤꯗꯦ ꯍꯥꯏꯗꯨꯅ ꯍꯥꯠꯇꯣꯛꯄꯤꯕ ꯐꯨ ꯆꯩꯗꯨꯅ ꯑꯣꯠ ꯅꯩꯕꯤꯕ ꯀꯌ ꯂꯦꯞꯇꯅ ꯊꯣꯛꯇꯨꯅ ꯂꯥꯛꯈꯤꯕꯅꯤ꯫ ꯊꯧꯗꯣꯛꯁꯤꯡ ꯑꯗꯨ ꯉꯁꯤ ꯐꯥꯎꯕꯗ ꯃꯤꯌꯥꯝꯒꯤ ꯄꯨꯛꯆꯥꯛ ꯄꯨꯁꯤꯜꯂꯛꯄꯒꯤ ꯊꯕꯛ ꯇꯧꯔꯤꯕ ꯗ꯭ꯔꯥꯏꯚꯔꯁꯤꯡꯒꯤ ꯊꯝꯃꯣꯏꯗ ꯅꯨꯡꯉꯥꯏꯇꯕꯒꯤ ꯃꯩꯔꯤꯅ ꯆꯨꯔꯒ ꯂꯩꯔꯤꯕꯅꯤ꯫ ꯀꯨꯝꯖ ꯒꯤ ꯖꯨꯟ ꯊꯥꯗꯥ ꯅꯥꯒꯥꯂꯦꯟꯗ ꯈꯨꯠꯂꯥꯏ ꯄꯥꯏꯕ ꯈꯨꯠꯄꯨ ꯑꯃꯅ ꯃꯍꯩ ꯇꯝꯖꯔꯤꯕ ꯍꯦꯟꯗꯤꯃꯦꯟ ꯑꯃꯕꯨ ꯇꯝꯊꯤꯕ ꯃꯑꯣꯡꯗ ꯍꯥꯠꯇꯣꯛꯄꯤꯈꯤꯕꯗꯒꯤ ꯄꯦꯟꯗ꯭ꯔꯕ ꯗ꯭ꯔꯥꯏꯚꯔꯁꯤꯡꯅ ꯃꯁꯤꯡ ꯊꯤꯉꯝꯗ꯭ꯔꯕ ꯄꯣꯠ ꯄꯨꯕ ꯒꯥꯔꯤ ꯀꯌꯥ ꯏꯝꯐꯥꯜꯒꯤ ꯑꯀꯣꯏꯕꯗ ꯔꯦꯜꯂꯤ ꯆꯠꯈꯤ꯫ ꯁꯗꯔ ꯍꯤꯜꯁꯀꯤ ꯕꯟꯗ ꯃꯅꯨꯡꯗ ꯅꯦꯁꯅꯦꯜ ꯍꯥꯏꯋꯦ ꯀꯨꯟꯊꯔꯒ ꯇꯥꯔꯦꯠ ꯀꯩꯊꯦꯜꯃꯥꯟꯕꯤꯗ ꯕꯟꯗ ꯁꯧꯒꯠꯄꯁꯤꯡꯅ ꯅꯨꯡꯅ ꯊꯥꯖꯤꯟꯂꯛꯄꯗ ꯗ꯭ꯔꯥꯏꯚꯔ ꯑꯃꯒꯤ ꯄꯨꯟꯁꯤ ꯂꯣꯝꯈꯤ꯫ ꯃꯁꯤ ꯈꯨꯗꯝ ꯈꯔꯈꯛꯇꯅꯤ꯫